ꯖꯤꯔꯣꯗꯥ ꯌꯨꯝꯐꯝ ꯑꯣꯏꯕ ꯕꯖꯦꯠ ꯁꯦꯝꯕꯒꯤ ꯃꯑꯣꯡ ꯑꯃꯥ ꯉꯥꯛꯅ ꯆꯠꯄ ꯕꯖꯦꯠ ꯑꯦꯞ ꯑꯃꯁꯨꯡ ꯋꯦꯕꯁꯥꯏꯠ ꯑꯃꯅꯤ꯫ ꯃꯥꯏꯀꯔꯣꯁꯣꯐꯠ ꯑꯦꯛꯁꯦꯜ ꯕꯖꯦꯠ ꯇꯦꯝꯄ꯭ꯂꯦꯠꯁꯤꯡ: ꯃꯥꯏꯀꯔꯣꯁꯣꯐꯇꯅꯥ ꯐ꯭ꯔꯤ ꯇꯦꯝꯄꯂꯦꯠꯁꯤꯡ ꯄꯤꯔꯤ ꯃꯗꯨ ꯗꯥꯎꯟꯂꯣꯗ ꯇꯧꯕ ꯌꯥꯏ ꯑꯃꯁꯨꯡ ꯕꯖꯦꯠ ꯑꯃꯥ ꯁꯦꯝꯅꯕ ꯀꯁ꯭ꯇꯃꯥꯏꯁ ꯑꯣꯏꯅ ꯁꯦꯝꯗꯣꯛꯄ ꯌꯥꯏ꯫ ꯒꯨꯒꯜ ꯁꯤꯠ: ꯑꯦꯛꯁꯦꯜꯒ ꯃꯥꯟꯅꯅ ꯒꯨꯒꯜ ꯁꯤꯠꯅ ꯃꯐꯝ ꯑꯃꯗꯒꯤ ꯍꯦꯛꯇ ꯁꯦꯌꯔ ꯇꯧꯕ ꯑꯃꯁꯨꯡ ꯑꯦꯛꯁꯦꯁ ꯇꯧꯕ ꯌꯥꯕ ꯃꯁꯥꯒꯤ ꯁꯦꯝꯖꯕ ꯕꯖꯦꯠ ꯁ꯭ꯄꯔꯦꯗꯁꯤꯠꯁꯤꯡ ꯁꯤꯖꯤꯟꯅꯕ ꯌꯥꯍꯜꯂꯤ꯫ ꯕꯖꯦꯠꯁꯤꯝꯄꯜ: ꯆꯥꯗꯤꯡꯒꯤ ꯃꯇꯥꯡꯗ ꯋꯥꯈꯜ ꯇꯥꯕ ꯑꯃꯁꯨꯡ ꯄꯔꯁꯣꯅꯦꯂꯥꯏꯖ ꯇꯧꯔꯕ ꯔꯤꯀꯃꯦꯟꯗꯦꯁꯟꯁꯤꯡ ꯄꯤꯕ ꯋꯦꯕꯇ ꯌꯨꯝꯐꯝ ꯑꯣꯏꯕ ꯕꯖꯦꯠ ꯁꯦꯝꯕꯒꯤ ꯈꯨꯠꯂꯥꯏ ꯑꯃꯅꯤ꯫ ꯄꯣꯀꯦꯠꯒꯥꯔꯗ: ꯅꯍꯥꯛꯀꯤ ꯆꯥꯗꯤꯡ ꯑꯃꯁꯨꯡ ꯏꯟꯀꯝ ꯇ꯭ꯔꯦꯛ ꯇꯧꯕ ꯑꯃꯁꯨꯡ ꯅꯍꯥꯛꯀꯤ ꯆꯥꯗꯤꯡ ꯇꯧꯕꯒꯤ ꯍꯩꯅꯕꯤꯗ ꯌꯨꯝꯐꯝ ꯑꯣꯏꯕ ꯕꯖꯦꯠ ꯄ꯭ꯂꯥꯟ ꯑꯃꯥ ꯁꯦꯝꯕꯗ ꯃꯇꯦꯡ ꯄꯥꯡꯕ ꯑꯦꯞ ꯑꯃꯁꯨꯡ ꯋꯦꯕꯁꯥꯏꯠ ꯑꯃꯅꯤ꯫ ꯆꯥꯗꯤꯡ ꯇ꯭ꯔꯦꯛ ꯇꯧꯕ, ꯕꯖꯦꯠ ꯁꯦꯝꯕ, ꯑꯃꯁꯨꯡ ꯁꯦꯟ ꯃꯦꯅꯦꯖ ꯇꯧꯅꯕ ꯄꯔꯁꯣꯅꯦꯜ ꯐꯥꯏꯅꯥꯟꯁ ꯑꯦꯞ ꯑꯃꯁꯨꯡ ꯋꯦꯕꯁꯥꯏꯠ ꯑꯃꯅꯤ꯫ ꯕꯖꯦꯠ ꯑꯃꯁꯨꯡ ꯇ꯭ꯔꯦꯀꯤꯡ ꯐꯥꯏꯅꯥꯟꯁꯀꯤꯗꯃꯛ ꯁ꯭ꯄꯔꯦꯗꯁꯤꯠꯁꯤꯡ ꯑꯞꯗꯦꯠ ꯇꯧꯕ ꯑꯣꯇꯣꯃꯦꯠ ꯇꯧꯕ ꯁꯔꯚꯤꯁ ꯑꯃꯅꯤ꯫ ꯀꯁ꯭ꯇꯃꯔꯁꯤꯡꯅ ꯊꯕꯛꯁꯤꯡ ꯃꯄꯨꯡ ꯐꯥꯍꯟꯕꯗ ꯃꯇꯦꯡ ꯄꯥꯡꯅꯕ ꯕꯣꯠ ꯑꯃꯅ ꯄꯥꯡꯊꯣꯛꯄ ꯌꯥꯕ ꯊꯕꯛ ꯊꯧꯔꯝ ꯃꯉꯥ ꯂꯤꯁ꯭ꯠ ꯇꯧ꯫ ꯑꯣꯟꯂꯥꯏꯟ ꯆꯦꯠ ꯁꯄꯣꯔꯠ: ꯕꯣꯠ ꯑꯃꯅ ꯋꯥꯔꯤ ꯁꯥꯅꯕ ꯌꯥꯏ ꯑꯃꯁꯨꯡ ꯀꯁ꯭ꯇꯃꯔꯁꯤꯡꯒꯤ ꯋꯥꯍꯪꯁꯤꯡꯒꯤ ꯊꯨꯅ ꯄꯥꯎꯈꯨꯝ ꯄꯤꯕ ꯌꯥꯏ, ꯃꯈꯣꯏꯒꯤ ꯏꯁꯨꯁꯤꯡ ꯂꯣꯏꯁꯤꯅꯕ ꯅꯠꯇꯔꯒ ꯑꯆꯨꯝꯕ ꯔꯤꯁꯣꯔꯁꯁꯤꯡꯗ ꯂꯝꯖꯤꯡꯕ ꯌꯥꯏ꯫ ꯑꯣꯔꯗꯔ ꯇꯧꯕ ꯑꯃꯁꯨꯡ ꯄꯦꯃꯦꯟꯇ ꯇꯧꯕꯥ: ꯕꯣꯠ ꯑꯃꯅ ꯀꯁ꯭ꯇꯃꯔꯁꯤꯡꯗ ꯄꯣꯠꯊꯣꯛ ꯅꯠꯇꯔꯒ ꯁꯔꯚꯤꯁꯁꯤꯡꯒꯤ ꯑꯣꯔꯗꯔ ꯄꯤꯕꯗ ꯃꯇꯦꯡ ꯄꯥꯡꯕ ꯌꯥꯏ ꯑꯃꯁꯨꯡ ꯄꯦꯃꯦꯟꯠ ꯄ꯭ꯔꯣꯁꯦꯁ ꯑꯗꯨ ꯃꯄꯨꯡ ꯐꯥꯍꯟꯕꯗ ꯃꯇꯦꯡ ꯄꯥꯡꯕ ꯌꯥꯏ, ꯃꯁꯤꯅ ꯁꯣꯄꯤꯡ ꯑꯦꯛꯁꯄꯤꯔꯤꯑꯦꯟꯁ ꯑꯗꯨ ꯍꯦꯟꯅ ꯃꯥ ꯈꯨꯗꯣꯡꯆꯥꯕ ꯑꯃꯁꯨꯡ ꯏꯐꯤꯁꯤꯑꯦꯟꯠ ꯑꯣꯏꯍꯜꯂꯤ꯫ ꯁꯦꯗ꯭ꯌꯨꯜ ꯇꯧꯕ ꯑꯃꯁꯨꯡ ꯅꯤꯡꯁꯤꯡꯍꯟꯕ: ꯕꯣꯠ ꯑꯃꯅ ꯀꯁ꯭ꯇꯃꯔꯁꯤꯡꯗ ꯑꯦꯄꯣꯏꯟꯠꯃꯦꯟꯠ, ꯃꯤꯐꯝ ꯅꯠꯇꯔꯒ ꯔꯤꯖꯔꯕꯦꯁꯟ ꯁꯦꯗ꯭ꯌꯨꯜ ꯇꯧꯕꯗ ꯃꯇꯦꯡ ꯄꯥꯡꯕ ꯌꯥꯏ, ꯑꯃꯁꯨꯡ ꯃꯈꯣꯏꯅ ꯃꯔꯨꯑꯣꯏꯕ ꯊꯧꯔꯝꯁꯤꯡ ꯌꯥꯎꯗꯅꯕ ꯔꯤꯃꯥꯏꯟꯗꯔ ꯅꯠꯇꯔꯒ ꯅꯣꯇꯤꯐꯤꯀꯦꯁꯟꯁꯤꯡ ꯊꯥꯕꯥ ꯌꯥꯏ꯫ ꯄꯔꯁꯣꯅꯦꯂꯥꯏꯖ ꯇꯧꯔꯕ ꯔꯤꯀꯃꯦꯟꯗꯦꯁꯟꯁꯤꯡ: ꯀꯁ꯭ꯇꯃꯔꯁꯤꯡꯒꯤ ꯃꯃꯥꯡꯒꯤ ꯏꯟꯇꯔꯦꯛꯁꯟꯁꯤꯡ ꯑꯃꯁꯨꯡ ꯄꯔꯆꯦꯖꯁꯤꯡꯒꯤ ꯗꯦꯇꯥ ꯁꯤꯖꯤꯟꯅꯗꯨꯅ ꯕꯣꯠ ꯑꯃꯅ ꯄꯔꯁꯣꯅꯦꯂꯥꯏꯖ ꯇꯧꯔꯕ ꯁꯖꯦꯁꯟꯁꯤꯡ ꯑꯃꯁꯨꯡ ꯔꯤꯀꯃꯦꯟꯗꯦꯁꯟꯁꯤꯡ ꯄꯤꯕ ꯌꯥꯏ, ꯃꯟ ꯃꯁꯤꯅ ꯀꯁ꯭ꯇꯃꯔꯁꯤꯡꯅ ꯃꯈꯣꯏꯒꯤ ꯑꯄꯥꯝꯕꯁꯤꯡꯒ ꯃꯥꯟꯅꯕ ꯑꯅꯧꯕ ꯄꯣꯠꯊꯣꯛꯁꯤꯡ ꯅꯠꯇꯔꯒ ꯁꯔꯚꯤꯁꯁꯤꯡ ꯈꯪꯗꯣꯛꯄꯗ ꯃꯇꯦꯡ ꯄꯥꯡꯏ꯫ ꯑꯣꯇꯣꯃꯦꯇꯦꯗ ꯗꯦꯇꯥ ꯑꯦꯟꯇꯔꯤ: ꯕꯣꯠ ꯑꯃꯅ ꯃꯔꯤ ꯂꯩꯅꯕ ꯏꯟꯐꯣꯔꯃꯦꯁꯟ ꯈꯣꯝꯖꯤꯟꯕ ꯑꯃꯁꯨꯡ ꯐꯣꯔꯝ ꯅꯠꯇꯔꯒ ꯗꯦꯇꯥꯕꯦꯖꯁꯤꯡꯗ ꯏꯟꯄꯨꯠ ꯇꯧꯕ ꯌꯥꯏ, ꯃꯁꯤꯅ ꯃꯦꯅꯨꯑꯦꯜ ꯗꯦꯇꯥ ꯑꯦꯟꯇ꯭ꯔꯤ ꯇꯧꯕꯗ ꯆꯪꯕꯥ ꯃꯇꯝ ꯑꯃꯁꯨꯡ ꯍꯣꯠꯅꯕ ꯍꯟꯊꯍꯜꯂꯤ ꯑꯃꯁꯨꯡ ꯑꯁꯣꯏꯕꯒꯤ ꯈꯨꯗꯣꯡꯊꯤꯕ ꯍꯟꯊꯍꯜꯂꯤ꯫ ꯃꯁꯤ ꯃꯔꯨꯑꯣꯏꯅ ꯁꯔꯚꯦ ꯂꯣꯏꯁꯤꯟꯕ ꯅꯠꯇ꯭ꯔꯒ ꯊꯧꯔꯝꯁꯤꯡꯗ ꯔꯦꯖꯤꯁ꯭ꯇꯔ ꯇꯧꯕ ꯑꯁꯤꯒꯨꯝꯕ ꯊꯕꯛꯁꯤꯡꯗ ꯀꯥꯟꯅꯕ ꯑꯣꯏꯕ ꯌꯥꯏ꯫ ꯌꯨꯅꯤꯚ꯭ꯔꯁ ꯑꯁꯤꯒꯤ ꯆꯥꯎꯈꯠꯄꯒꯤ ꯃꯇꯥꯡꯗ ꯁꯥꯏꯟꯇꯤꯐꯤꯛ ꯑꯣꯏꯕ ꯊꯤꯑꯣꯔꯤ ꯑꯅꯤꯒꯤ ꯃꯃꯤꯡ ꯊꯣꯟꯕꯤꯌꯨ꯫ ꯃꯁꯤꯒꯤ ꯄꯣꯠ ꯄꯨꯊꯣꯛ ꯄꯨꯁꯤꯟ ꯑꯁꯤꯅ ꯃꯔꯝ ꯑꯣꯏꯗꯨꯅ ꯌꯨꯅꯤꯚꯔꯁ ꯑꯁꯤ ꯄꯥꯛꯊꯣꯛ-ꯆꯥꯎꯊꯣꯛꯈꯤ ꯑꯃꯁꯨꯡ ꯀꯨꯜ ꯇꯧꯈꯤ, ꯑꯔꯣꯏꯕꯗ ꯒꯦꯂꯦꯛꯁꯤ, ꯁ꯭ꯇꯥꯔ ꯑꯃꯁꯨꯡ ꯄ꯭ꯂꯥꯅꯦꯠꯁꯤꯡ ꯁꯦꯝꯈꯤ꯫ ꯏꯟꯐ꯭ꯂꯦꯁꯟꯔꯤ ꯃꯣꯗꯦꯜ ꯑꯁꯤ ꯕꯤꯒ ꯕꯦꯡ ꯊꯤꯑꯣꯔꯤꯒꯤ ꯑꯦꯛꯁꯇꯦꯟꯁꯟ ꯑꯃꯅꯤ, ꯑꯃꯁꯨꯡ ꯃꯁꯤꯅ ꯇꯥꯛꯂꯤ ꯃꯗꯨꯗꯤ ꯌꯨꯅꯤꯚꯔꯁ ꯑꯁꯤ ꯕꯤꯒ ꯕꯦꯡꯒꯤ ꯃꯇꯨꯡꯗ ꯊꯨꯅ ꯌꯥꯡꯅ ꯆꯥꯎꯈꯠꯂꯛꯄ ꯅꯠꯇꯔꯒ ꯏꯟꯐ꯭ꯂꯦꯁꯟ ꯑꯃꯥ ꯊꯣꯛꯈꯤ꯫ ꯏꯟꯐ꯭ꯂꯦꯁꯟꯒꯤ ꯑꯇꯦꯟꯕ ꯃꯇꯝ ꯑꯁꯤꯒꯤ ꯃꯅꯨꯡꯗ, ꯌꯨꯅꯤꯚꯔꯁ ꯑꯁꯤ ꯃꯉꯥꯜꯒꯤ ꯈꯣꯡꯖꯦꯜꯗꯒꯤ ꯍꯦꯟꯅ ꯌꯥꯡꯅ ꯄꯥꯛꯊꯣꯛ-ꯆꯥꯎꯊꯣꯛꯈꯤ, ꯑꯍꯥꯟꯕ ꯑꯣꯏꯅ ꯊꯣꯛꯈꯤꯕ ꯑꯁꯣꯏ-ꯑꯉꯥꯝ ꯌꯥꯎꯗꯕ ꯑꯃꯠꯇ ꯂꯩꯍꯟꯗꯅ ꯑꯃꯁꯨꯡ ꯉꯁꯤ ꯑꯩꯈꯣꯏꯅ ꯎꯔꯤꯕ ꯌꯨꯅꯤꯚꯔꯁ ꯑꯁꯤꯒꯤ ꯑꯆꯧꯕ ꯁ꯭ꯀꯦꯜꯒꯤ ꯁ꯭ꯇꯔꯛꯆꯔ ꯑꯁꯤ ꯁꯦꯝꯕꯒꯤ ꯀꯟꯗꯤꯁꯟꯁꯤꯡ ꯊꯝꯈꯤ ꯍꯥꯏꯅ ꯋꯥꯐꯝ ꯊꯝꯂꯤ꯫ ꯃꯈꯥꯗ ꯄꯤꯔꯤꯕ ꯃꯜꯇꯤꯄꯜ ꯆꯣꯏꯁ ꯋꯥꯍꯪ ꯑꯁꯤꯒꯤ ꯄꯥꯎꯈꯨꯝ ꯄꯤꯌꯨ꯫